ꯑꯦꯜꯒꯣꯔꯤꯊꯝ ꯑꯅꯤ ꯑꯃꯁꯨꯡ ꯃꯔꯛꯇꯥ ꯂꯩꯕꯥ ꯄꯔꯐꯣꯃꯦꯟꯁꯁꯤꯡ ꯆꯥꯡꯗꯝꯅꯕꯥ ꯑꯃꯁꯨꯡ ꯀꯅꯥꯅꯥ ꯍꯦꯟꯅꯥ ꯐꯕꯒꯦ ꯍꯥꯏꯕꯗꯨ ꯂꯦꯞꯊꯣꯛꯎ꯫ ꯑꯦꯜꯒꯣꯔꯤꯊꯝ ꯑꯦ ꯑꯁꯤ ꯈꯣꯡꯖꯦꯜ ꯌꯥꯡꯅꯥ ꯆꯠꯂꯤ ꯑꯃꯁꯨꯡ ꯃꯄꯨꯡ ꯐꯥꯍꯟꯕꯗꯥ ꯁꯦꯀꯦꯟꯗ ꯃꯉꯥ ꯈꯛꯇꯃꯛ ꯆꯪꯏ, ꯑꯗꯨꯒꯥ ꯑꯦꯜꯒꯣꯔꯤꯊꯝ ꯕꯤꯅ ꯁꯦꯀꯦꯟꯗ ꯇꯔꯥ ꯆꯪꯏ꯫ ꯃꯔꯝ ꯑꯁꯤꯅꯥ ꯑꯦꯜꯒꯣꯔꯤꯊꯝ ꯕꯤꯅꯥ ꯑꯆꯨꯝꯕꯥ ꯑꯃꯁꯨꯡ ꯈꯣꯡꯖꯦꯜ ꯑꯅꯤꯃꯛꯇꯥ ꯍꯦꯟꯅꯥ ꯐꯕꯥ ꯃꯑꯣꯡꯗꯥ ꯊꯕꯛ ꯇꯧꯏ, ꯃꯁꯤꯅꯥ ꯑꯅꯤꯁꯤꯒꯤ ꯃꯔꯛꯇꯥ ꯍꯦꯟꯅꯥ ꯐꯕꯥ ꯑꯦꯜꯒꯣꯔꯤꯊꯝ ꯑꯣꯏꯍꯜꯂꯤ꯫ ꯑꯄꯤꯕꯥ ꯇꯦꯛꯁ ꯑꯗꯨ ꯔꯤꯄ꯭ꯔꯗꯛꯇ ꯇꯧꯅꯕꯥ ꯚꯦꯛꯇꯔ ꯁ꯭ꯄꯦꯁ ꯑꯃꯥ ꯁꯦꯝꯃꯨ꯫ ꯍꯧꯈꯤꯕꯥ ꯆꯍꯤ ꯇꯔꯥꯒꯤ ꯈꯨꯖꯤꯡ ꯀꯌꯥꯗꯒꯤ ꯅ꯭ꯌꯨ ꯌꯣꯛꯀꯤ ꯃꯤꯁꯤꯡ ꯍꯣꯡꯂꯛꯈꯤ꯫ ꯑꯄꯤꯕꯥ ꯇꯦꯛꯁ ꯑꯗꯨ ꯚꯦꯛꯇꯔ ꯁ꯭ꯄꯦꯁ ꯑꯃꯥ ꯑꯣꯏꯅꯥ ꯔꯤꯄ꯭ꯔꯖꯦꯟꯇ ꯇꯧꯕꯒꯤ ꯑꯣꯏꯊꯣꯛꯄꯥ ꯌꯥꯕꯥ ꯃꯑꯣꯡ ꯑꯃꯗꯤ ꯇꯥꯝ ꯐ꯭ꯔꯤꯀ꯭ꯋꯦꯟꯁꯤ ꯑꯦꯄ꯭ꯔꯣꯆ ꯑꯃꯥ ꯁꯤꯖꯤꯟꯅꯕꯅꯤ꯫ ꯑꯍꯥꯟꯕꯗꯥ ꯑꯩꯈꯣꯏꯅꯥ ꯁꯦꯟꯁꯟ ꯑꯗꯨ ꯇꯣꯀꯦꯟ ꯇꯧꯏ ꯑꯃꯁꯨꯡ ꯋꯥꯍꯩ ꯈꯨꯗꯤꯡꯃꯛ ꯃꯗꯨꯒꯤ ꯕꯦꯖ ꯐꯥꯔꯝꯗꯥ ꯑꯣꯟꯊꯣꯛꯏ꯫ ꯑꯩꯈꯣꯏꯅꯥ ꯇꯣꯀꯦꯟꯁꯤꯡ ꯑꯁꯤꯒꯥ ꯂꯣꯏꯅꯅꯥ ꯂꯣꯏꯁꯤꯟꯒꯅꯤ꯫ ꯃꯤꯁꯤꯡ, ꯅ꯭ꯌꯨ ꯌꯣꯔꯛ, ꯑꯍꯣꯡꯕꯥ, ꯍꯧꯈꯤꯕꯥ, ꯆꯍꯤ ꯇꯔꯥ ꯃꯗꯨꯒꯤ ꯃꯇꯨꯡꯗꯥ ꯑꯩꯈꯣꯏꯅꯥ ꯇꯣꯀꯦꯟ ꯃꯁꯤꯡꯒꯥ ꯃꯥꯟꯅꯕꯥ ꯂꯝꯕꯤ ꯂꯩꯕꯥ ꯚꯦꯛꯇꯔ ꯑꯃꯥ ꯁꯦꯝꯃꯤ ꯑꯃꯁꯨꯡ ꯚꯦꯛꯇꯔ ꯑꯗꯨꯗꯥ ꯏꯟꯗꯦꯛꯁ ꯑꯃꯥ ꯂꯩꯕꯥ ꯑꯈꯟꯅꯕꯥ ꯋꯥꯍꯩ ꯈꯨꯗꯤꯡꯃꯛ ꯑꯦꯁꯥꯏꯟ ꯇꯧꯏ꯫ ꯚꯦꯛꯇꯔꯗꯥ ꯂꯩꯕꯥ ꯑꯦꯂꯤꯃꯦꯟꯇ ꯈꯨꯗꯤꯡꯃꯛꯅꯥ ꯇꯦꯛꯁ ꯑꯗꯨꯗꯥ ꯋꯥꯍꯩ ꯑꯗꯨꯒꯤ ꯐ꯭ꯔꯤꯛꯕꯦꯟꯁꯤ ꯑꯗꯨ ꯔꯤꯄ꯭ꯔꯖꯦꯟꯇ ꯇꯧꯒꯅꯤ꯫ ꯄ꯭ꯔꯣꯒ꯭ꯔꯥꯃꯤꯡꯗꯥ ꯋꯥꯏꯜ ꯂꯨꯞ ꯑꯃꯥ ꯁꯤꯖꯤꯟꯅꯕꯒꯤ ꯃꯔꯨꯑꯣꯏꯕꯥ ꯄꯥꯟꯗꯝ ꯀꯔꯤꯅꯣ? ꯄ꯭ꯔꯣꯒ꯭ꯔꯥꯃꯤꯡꯗꯥ ꯋꯥꯏꯜ ꯂꯨꯞ ꯑꯃꯥ ꯁꯤꯖꯤꯟꯅꯕꯒꯤ ꯃꯔꯨꯑꯣꯏꯕꯥ ꯄꯥꯟꯗꯝꯗꯤ ꯑꯀꯛꯅꯕꯥ ꯀꯟꯗꯤꯁꯟ ꯅꯠꯇ꯭ꯔꯒꯥ ꯑꯦꯛꯁꯄ꯭ꯔꯦꯁꯟ ꯑꯃꯥ ꯑꯆꯨꯝꯕꯥ ꯑꯣꯏꯅꯥ ꯂꯩꯔꯤꯕꯃꯈꯩ ꯀꯣꯠꯀꯤ ꯕ꯭ꯂꯣꯛ ꯑꯃꯥ ꯍꯟꯖꯤꯟ ꯍꯟꯖꯤꯟ ꯑꯦꯛꯁꯦꯁꯤꯕꯜ ꯇꯧꯕꯅꯤ꯫ ꯃꯁꯤꯒꯤ ꯃꯈꯜ ꯑꯁꯤꯒꯤ ꯂꯨꯞ ꯑꯁꯤ ꯑꯌꯥꯝꯕꯅꯥ ꯑꯩꯈꯣꯏꯅꯥ ꯑꯀꯛꯅꯕꯥ ꯑꯦꯛꯁꯟ ꯑꯃꯥ ꯃꯁꯛ ꯈꯪꯗꯕꯥ ꯃꯁꯤꯡꯗꯥ ꯄꯥꯡꯊꯣꯛꯄꯥ ꯃꯊꯧ ꯇꯥꯕꯥ ꯃꯇꯝꯗꯥ, ꯅꯠꯇ꯭ꯔꯒꯥ ꯑꯀꯛꯅꯕꯥ ꯀꯟꯗꯤꯁꯟ ꯑꯃꯥ ꯂꯣꯏꯗ꯭ꯔꯤꯐꯥꯎꯕꯥ ꯁꯤꯖꯤꯟꯅꯩ꯫ ꯂꯨꯞ ꯑꯁꯤꯅꯥ ꯑꯀꯛꯅꯕꯥ ꯀꯟꯗꯤꯁꯟ ꯑꯗꯨ ꯑꯆꯨꯝꯕꯥ ꯑꯣꯏꯗ꯭ꯔꯤꯉꯩꯗꯥ ꯃꯁꯤꯒꯤ ꯍꯛꯆꯥꯡꯒꯤ ꯃꯅꯨꯡꯗꯥ ꯀꯣꯠ ꯑꯗꯨ ꯃꯈꯥ ꯇꯥꯅꯥ ꯑꯦꯛꯁꯦꯁꯤꯕꯜ ꯇꯧꯏ꯫ ꯀꯟꯗꯤꯁꯟ ꯑꯗꯨ ꯑꯔꯥꯟꯕꯥ ꯑꯣꯏꯔꯛꯄꯥ ꯃꯇꯝꯗꯥ, ꯂꯨꯞ ꯑꯗꯨ ꯂꯣꯏꯁꯤꯜꯂꯤ ꯑꯃꯁꯨꯡ ꯄ꯭ꯔꯣꯒ꯭ꯔꯥꯝ ꯑꯗꯨꯅꯥ ꯀꯣꯠꯀꯤ ꯃꯊꯪꯒꯤ ꯁꯦꯛꯁꯟ ꯑꯗꯨꯗꯥ ꯆꯪꯁꯤꯜꯂꯤ꯫